ꯀꯅꯥꯒꯨꯝꯕꯥ ꯑꯃꯅꯥ ꯃꯇꯧ ꯀꯔꯝꯅꯥ ꯃꯥꯏ ꯄꯥꯛꯄꯥ ꯑꯣꯟꯇꯔꯄ꯭ꯔꯤꯅꯔ ꯑꯃꯥ ꯑꯣꯏꯕꯥ ꯉꯝꯒꯅꯤ? ꯃꯥꯏ ꯄꯥꯛꯂꯕꯥ ꯑꯣꯟꯇꯔꯄ꯭ꯔꯤꯅꯔ ꯑꯃꯥ ꯑꯣꯏꯅꯕꯒꯤꯗꯃꯛꯇꯥ ꯋꯥꯔꯦꯞ ꯂꯧꯕꯥ, ꯀ꯭ꯔꯤꯌꯦꯇꯤꯕꯤꯇꯤ ꯑꯃꯁꯨꯡ ꯑꯆꯦꯠꯄꯥ ꯊꯕꯛ ꯇꯧꯕꯒꯤ ꯊꯧꯑꯣꯡ ꯃꯊꯧ ꯇꯥꯏ꯫ ꯀꯅꯥꯒꯨꯝꯕꯥ ꯑꯃꯅꯥ ꯃꯈꯣꯏꯒꯤ ꯃꯥꯏ ꯄꯥꯛꯄꯒꯤ ꯆꯥꯡ ꯍꯦꯟꯒꯠꯍꯟꯅꯕꯥ ꯂꯧꯈꯠꯄꯥ ꯌꯥꯕꯥ ꯈꯣꯡꯊꯥꯡ ꯈꯔꯥ ꯃꯈꯥꯗ ꯄꯤꯔꯤ: ꯑꯍꯥꯟꯕꯗ ꯕꯤꯖꯤꯅꯦꯁꯀꯤ ꯈꯨꯗꯣꯡꯆꯥꯕ ꯑꯃꯥ ꯈꯪꯗꯣꯛꯄꯥ ꯑꯃꯁꯨꯡ ꯃꯁꯤꯒꯤ ꯗꯤꯃꯥꯟ ꯂꯩꯕ꯭ꯔꯥ ꯍꯥꯏꯕꯗꯨ ꯂꯦꯞꯊꯣꯛꯄꯥꯅꯤ꯫ ꯄꯣꯇꯦꯟꯁꯤꯌꯦꯜ ꯇꯥꯔꯒꯦꯠ ꯑꯣꯗꯤꯁꯟ ꯑꯃꯁꯨꯡ ꯃꯈꯣꯏꯒꯤ ꯗꯔꯀꯥꯔ ꯑꯣꯏꯕꯁꯤꯡ ꯑꯗꯨ ꯈꯪꯗꯣꯛꯅꯕꯥ ꯃꯥꯔꯀꯦꯠ ꯔꯤꯁꯔꯆ ꯇꯧꯒꯗꯕꯅꯤ꯫ ꯕꯤꯖꯤꯅꯦꯁꯀꯤꯗꯃꯛꯇꯥ ꯄꯥꯟꯗꯝꯁꯤꯡ, ꯏꯁꯇ꯭ꯔꯦꯇꯦꯖꯤꯁꯤꯡ ꯑꯃꯁꯨꯡ ꯁꯦꯜ-ꯊꯨꯝꯒꯤ ꯄ꯭ꯔꯣꯖꯦꯛꯁꯟꯁꯤꯡ ꯐꯣꯡꯗꯣꯛꯂꯤꯕꯥ ꯕꯤꯖꯤꯅꯦꯁ ꯄ꯭ꯂꯥꯟ ꯑꯃꯥ ꯁꯦꯝꯒꯗꯕꯅꯤ꯫ ꯃꯁꯤꯅꯥ ꯕꯤꯖꯤꯅꯦꯁ ꯑꯁꯤ ꯑꯣꯔꯒꯅꯥꯏꯖ ꯇꯧꯕꯗꯥ ꯃꯇꯦꯡ ꯄꯥꯡꯒꯅꯤ ꯑꯃꯁꯨꯡ ꯄꯣꯇꯦꯟꯁꯤꯌꯦꯜ ꯏꯟꯚꯦꯁꯇꯔꯁꯤꯡ ꯄꯨꯛꯅꯤꯡ ꯆꯤꯡꯁꯤꯟꯒꯅꯤ꯫ ꯕꯤꯖꯤꯅꯦꯁ ꯍꯧꯗꯣꯛꯅꯕꯥ ꯐꯟ ꯁꯣꯏꯗꯅꯥ ꯐꯪꯍꯟꯒꯗꯕꯅꯤ꯫ ꯃꯁꯤ ꯚꯦꯟꯆꯔ ꯀꯦꯄꯤꯇꯦꯂꯤꯁꯁꯤꯡ ꯅꯠꯇ꯭ꯔꯒꯥ ꯕꯤꯖꯤꯅꯦꯁ ꯑꯦꯟꯖꯦꯜꯁꯤꯡꯗꯒꯤ ꯄꯔꯁꯣꯅꯦꯜ ꯁꯦꯚꯤꯡ, ꯂꯣꯟ ꯅꯠꯇ꯭ꯔꯒꯥ ꯏꯟꯚꯦꯁꯃꯦꯟꯗꯒꯤ ꯂꯥꯛꯄꯥ ꯌꯥꯏ꯫ ꯑꯗꯣꯝꯒꯤ ꯑꯀꯣꯏꯕꯗꯥ ꯑꯆꯦꯠꯄꯥ ꯇꯤꯝ ꯑꯃꯥ ꯁꯦꯝꯒꯠꯀꯗꯕꯅꯤ꯫ ꯍꯩꯊꯣꯏ-ꯁꯤꯡꯊꯣꯏꯕꯥ, ꯀꯠꯊꯣꯛꯄꯥ ꯑꯃꯁꯨꯡ ꯕꯤꯖꯤꯅꯦꯁꯀꯤꯗꯃꯛꯇꯥ ꯅꯍꯥꯛꯀꯤ ꯃꯤꯠꯌꯦꯡ ꯑꯗꯨ ꯁꯦꯌꯔ ꯇꯧꯕꯥ ꯃꯤꯑꯣꯏꯁꯤꯡ ꯍꯥꯏꯌꯔ ꯇꯧꯕꯤꯌꯨ꯫ ꯅꯍꯥꯛꯀꯤ ꯄꯣꯠꯊꯣꯛ ꯅꯠꯇ꯭ꯔꯒꯥ ꯁꯔꯚꯤꯁ ꯑꯗꯨ ꯍꯧꯗꯣꯛꯄꯥ ꯑꯃꯁꯨꯡ ꯃꯗꯨ ꯏꯐꯦꯛꯇꯤꯞ ꯑꯣꯏꯅꯥ ꯃꯥꯔꯀꯦꯇꯤꯡ ꯇꯧꯒꯗꯕꯅꯤ꯫ ꯀꯁ꯭ꯇꯃꯔꯁꯤꯡꯕꯨ ꯄꯨꯛꯅꯤꯡ ꯆꯤꯡꯁꯤꯟꯅꯕꯥ ꯁꯣꯁꯤꯑꯦꯜ ꯃꯤꯗꯤꯌꯥ, ꯑꯣꯟꯂꯥꯏꯟ ꯑꯃꯁꯨꯡ ꯑꯣꯞꯂꯥꯏꯟ ꯑꯦꯠꯚꯥꯔꯇꯥꯏꯖꯃꯦꯟꯇ ꯑꯃꯁꯨꯡ ꯅꯦꯠꯋꯥꯛ ꯁꯤꯖꯤꯟꯅꯒꯅꯤ꯫ ꯑꯍꯣꯡꯕꯁꯤꯡꯗꯥ ꯆꯨꯁꯤꯟꯅꯅꯕꯥ ꯁꯦꯝ ꯁꯥꯗꯨꯅꯥ ꯂꯩꯒꯅꯤ꯫ ꯃꯥꯏ ꯄꯥꯛꯂꯕꯥ ꯑꯣꯟꯇꯔꯄ꯭ꯔꯤꯅꯔꯁꯤꯞ ꯑꯁꯤ ꯑꯌꯥꯝꯕꯅꯥ ꯐꯤꯚꯝ ꯍꯣꯡꯂꯛꯄꯒꯥ ꯂꯣꯏꯅꯅꯥ ꯕꯤꯖꯤꯅꯦꯁ ꯄ꯭ꯂꯥꯟ ꯑꯗꯨ ꯄꯤꯚꯠ ꯇꯧꯕꯥ ꯅꯠꯇ꯭ꯔꯒꯥ ꯑꯦꯠꯖꯁ ꯇꯧꯕꯥ ꯉꯝꯕꯥ ꯃꯊꯧ ꯇꯥꯏ꯫ꯅꯍꯥꯛꯀꯤ ꯂꯧꯁꯤꯡ ꯑꯃꯁꯨꯡ ꯍꯩꯁꯤꯡꯕꯥ ꯂꯦꯞꯇꯅꯥ ꯄꯥꯛꯊꯣꯛ ꯆꯥꯎꯊꯣꯛꯍꯟꯕꯅꯥ ꯍꯦꯟꯅꯥ ꯐꯕꯥ ꯋꯥꯔꯦꯞ ꯂꯧꯕꯗꯥ ꯑꯃꯁꯨꯡ ꯀꯝꯄꯤꯇꯤꯁꯟꯒꯤ ꯃꯥꯡꯗꯥ ꯂꯩꯕꯗꯥ ꯃꯇꯦꯡ ꯄꯥꯡꯒꯅꯤ꯫ ꯅꯤꯡꯁꯤꯡꯕꯤꯌꯨ, ꯑꯣꯟꯇꯔꯄ꯭ꯔꯤꯅꯔꯁꯤꯞ ꯑꯁꯤ ꯃꯍꯧꯁꯥꯅꯥ ꯔꯤꯛꯁ ꯂꯩ ꯑꯃꯁꯨꯡ ꯂꯝꯕꯤꯗꯥ ꯑꯋꯥꯕꯥ ꯀꯌꯥ ꯂꯥꯛꯀꯅꯤ꯫ ꯑꯗꯨꯝ ꯑꯣꯏꯅꯃꯛ, ꯂꯦꯞꯄꯥ ꯂꯩꯇꯅꯥ ꯍꯣꯠꯅꯕꯥ, ꯀꯟꯅꯥ ꯍꯣꯠꯅꯕꯥ, ꯑꯃꯁꯨꯡ ꯑꯆꯨꯝꯕꯥ ꯂꯝꯕꯤꯗꯥ ꯀꯅꯥꯒꯨꯝꯕꯥ ꯑꯃꯅꯥ ꯃꯥꯏꯄꯥꯛꯄꯥ ꯑꯦꯟꯇꯔꯄ꯭ꯔꯤꯅꯔ ꯑꯃꯥ ꯑꯣꯏꯕꯥ ꯉꯝꯒꯅꯤ꯫ ꯑꯅꯧꯕꯥ ꯆꯥꯒꯤ ꯔꯦꯁꯤꯄꯤ ꯑꯃꯥ ꯁꯦꯝꯃꯨ꯫ ꯃꯐꯝ ꯑꯁꯤꯗꯥ ꯑꯗꯣꯝꯅꯥ ꯌꯨꯝꯗꯥ ꯍꯣꯠꯅꯖꯕꯥ ꯌꯥꯕꯥ ꯏꯆꯝ ꯆꯝꯕꯥ, ꯑꯗꯨꯝ ꯑꯣꯏꯅꯃꯛ ꯅꯨꯡꯉꯥꯏꯕꯥ ꯆꯥꯒꯤ ꯔꯦꯁꯤꯄꯤ ꯑꯃꯥ ꯌꯥꯎꯔꯤ꯫ ꯃꯆꯥꯛꯁꯤꯡꯗꯤ ꯑꯀꯪꯕꯥ ꯏꯁꯤꯡ ꯀꯞ ꯑꯃꯥ ꯃꯈꯥꯏ ꯂꯨꯖ ꯂꯤꯐ ꯒ꯭ꯔꯤꯟ ꯇꯤ ꯆꯥꯃꯁ ꯑꯅꯤ ꯊꯥꯎ ꯊꯣꯛꯄꯥ ꯏꯁꯇ꯭ꯔꯣꯕꯦꯔꯤ ꯀꯞ ꯃꯈꯥꯏ ꯂꯦꯃꯟ ꯑꯃꯥ ꯊꯥꯎ ꯊꯣꯛꯄꯥ ꯁꯪꯒꯣꯝ ꯇꯦꯕꯜ ꯑꯅꯤ ꯏꯁꯤꯡ ꯀꯞ ꯑꯃꯥ ꯑꯥꯏꯁ ꯀ꯭ꯌꯨꯞ ꯀꯞ ꯃꯈꯥꯏ ꯃꯤꯟꯇ ꯂꯤꯞ, ꯏꯟꯁꯇ꯭ꯔꯛꯁꯟꯁꯤꯡꯗꯤ ꯆꯥꯅꯕꯥ ꯄꯣꯠꯁꯛ ꯅꯠꯇ꯭ꯔꯒꯥ ꯍꯤꯠꯄ꯭ꯔꯨꯞ ꯄꯤꯆꯔ ꯑꯃꯗꯥ, ꯒ꯭ꯔꯤꯟ ꯇꯤꯒꯤ ꯃꯊꯛꯇꯥ ꯏꯁꯤꯡ ꯊꯥꯛꯎ꯫ ꯆꯥꯎꯔꯥꯛꯅꯥ ꯃꯤꯅꯠ ꯑꯍꯨꯝ ꯊꯝꯖꯤꯜꯂꯨ ꯃꯗꯨꯒꯤ ꯃꯇꯨꯡꯗꯥ ꯆꯥ ꯑꯗꯨ ꯁꯦꯡꯗꯣꯛꯎ꯫ ꯕ꯭ꯂꯦꯟꯗꯔ ꯑꯃꯗꯥ, ꯏꯁꯇ꯭ꯔꯣꯕꯦꯔꯤ, ꯂꯦꯃꯟ ꯁ꯭ꯂꯥꯏꯁ ꯑꯃꯁꯨꯡ ꯁꯪꯒꯣꯝ ꯑꯗꯨ ꯇꯔꯨ-ꯇꯅꯥꯟꯅꯥ ꯊꯝꯖꯤꯜꯂꯨ꯫ ꯑꯥꯏꯁ ꯀ꯭ꯌꯨꯕꯁꯤꯡ ꯑꯗꯨ ꯌꯥꯟꯁꯤꯟꯅꯧ, ꯑꯃꯁꯨꯡ ꯃꯗꯨ ꯌꯥꯝꯅꯥ ꯊꯨꯅꯥ ꯌꯥꯟꯁꯤꯟꯅꯧ꯫ ꯑꯁꯥꯕ ꯅꯨꯃꯤꯠ ꯑꯃꯗꯥ ꯅꯍꯥꯛꯀꯤ ꯅꯨꯡꯉꯥꯏꯔꯕꯥ ꯏꯁꯇ꯭ꯔꯣꯕꯦꯔꯤ ꯂꯦꯃꯟ ꯒ꯭ꯔꯤꯟ ꯇꯤ ꯅꯨꯡꯉꯥꯏꯅ ꯊꯛꯄꯤꯌꯨ꯫